ꯃꯇꯝ ꯍꯥꯢꯕꯒꯤ ꯋꯥꯍꯩ ꯑꯁꯤꯗꯒꯤ ꯏꯟꯁꯄꯤꯔꯦꯁꯟ ꯂꯧꯕꯥ ꯋꯥꯔꯤ ꯑꯃꯥ ꯁꯦꯝꯒꯠꯄꯥ꯫ ꯃꯇꯝ ꯑꯃꯗ ꯌꯥꯝꯅ ꯂꯥꯞꯅ ꯂꯩ ꯂꯝꯗꯝ ꯑꯃꯗ ꯂꯤꯂꯥ ꯀꯧꯕꯥ ꯏꯆꯥꯅꯨꯄꯤ ꯑꯃ ꯂꯩꯔꯝꯃꯤ꯫ ꯂꯤꯂꯥ ꯑꯁꯤ ꯑꯅꯧꯕꯥ ꯋꯥꯐꯝꯁꯤꯡ ꯊꯤꯖꯤꯟꯕ ꯑꯃꯁꯨꯡ ꯇꯝꯖꯕ ꯄꯥꯝꯖꯕ ꯑꯉꯥꯡ ꯑꯃꯅꯤ꯫ ꯑꯗꯨꯕꯨ ꯃꯇꯝ ꯄꯨꯝꯅꯃꯛꯇ ꯃꯍꯥꯛꯄꯨ ꯌꯥꯝꯅ ꯋꯥꯅ ꯊꯣꯛꯍꯟꯈꯤꯕ ꯋꯥꯐꯝ ꯑꯃꯗꯤ ꯃꯇꯝꯒꯤ ꯋꯥꯈꯜꯂꯣꯟ ꯑꯗꯨꯅꯤ꯫ ꯃꯇꯧ ꯀꯔꯝꯅ ꯊꯕꯛ ꯇꯧꯈꯤꯕꯒꯦ? ꯀꯔꯤꯒꯤꯗꯃꯛ ꯃꯍꯥꯛ ꯕꯣꯔ ꯑꯣꯏꯔꯛꯄ ꯃꯇꯝꯗ ꯇꯞꯅ ꯇꯞꯅ ꯆꯠꯊꯔꯛꯄ ꯎꯈꯤꯕꯅꯣ, ꯑꯗꯨꯒꯥ ꯅꯨꯡꯉꯥꯏꯅꯥ ꯂꯩꯔꯤꯉꯩꯗꯥ ꯌꯥꯝꯅꯥ ꯊꯨꯅꯥ ꯆꯠꯈꯤꯕꯅꯣ? ꯅꯨꯃꯤꯠ ꯑꯃꯗ ꯂꯤꯂꯥꯅ ꯃꯍꯥꯛꯀꯤ ꯃꯄꯥꯗ ꯃꯇꯝꯒꯤ ꯃꯔꯝꯗ ꯍꯪꯅꯕꯥ ꯋꯥꯔꯦꯞ ꯂꯧꯈꯤ꯫ ꯃꯍꯥꯛ ꯂꯧꯁꯤꯡ ꯂꯩꯕꯥ ꯑꯍꯜ ꯑꯃ ꯑꯣꯏꯔꯝꯃꯤ ꯃꯍꯥꯛꯅ ꯁꯥꯡꯂꯕ ꯑꯃꯁꯨꯡ ꯃꯄꯨꯡ ꯐꯥꯕ ꯄꯨꯟꯁꯤ ꯑꯃ ꯍꯤꯡꯂꯝꯃꯤ꯫ ꯁꯣꯢꯗꯅ ꯃꯍꯥꯛꯀꯤ ꯋꯥꯍꯪ ꯑꯗꯨꯒꯤ ꯄꯥꯎꯈꯨꯝ ꯑꯗꯨ ꯃꯍꯥꯛꯅ ꯐꯪꯒꯅꯤ꯫ ꯃꯍꯥꯛꯀꯤ ꯃꯅꯥꯛꯇ ꯂꯥꯛꯂꯝꯃꯤ ꯑꯃꯁꯨꯡ ꯍꯪꯂꯛꯏ ꯕꯥꯕꯥ ꯃꯇꯝ ꯀꯔꯤꯅꯣ? ꯅꯪꯅꯥ ꯑꯩꯉꯣꯟꯗꯥ ꯐꯣꯡꯗꯣꯛꯔꯛꯄ ꯉꯝꯒꯗ꯭ꯔꯥ? ꯃꯍꯥꯛ ꯅꯣꯛꯈꯤ ꯑꯃꯁꯨꯡ ꯃꯍꯥꯛꯄꯨ ꯃꯍꯥꯛꯀꯤ ꯃꯅꯥꯛꯇꯥ ꯊꯝꯈꯤ꯫ ꯃꯇꯝ ꯑꯁꯤ ꯑꯩꯒꯤ ꯅꯨꯡꯁꯤꯖꯔꯕ ꯏꯆꯥꯅꯨꯄꯤ ꯇꯨꯔꯦꯜ ꯑꯃꯒꯨꯝꯕꯅꯤ꯫ ꯃꯁꯤ ꯂꯦꯞꯄꯥ ꯂꯩꯇꯅꯥ ꯆꯦꯜꯂꯤ ꯃꯇꯝ ꯄꯨꯝꯅꯃꯛꯇꯥ ꯃꯥꯡꯂꯣꯝꯗꯥ ꯆꯪꯁꯤꯜꯂꯤ ꯀꯩꯗꯧꯉꯩꯗꯁꯨ ꯂꯦꯞꯄ ꯂꯩꯇꯅ ꯆꯠꯂꯤ꯫ ꯑꯃꯁꯨꯡ ꯇꯨꯔꯦꯜ ꯑꯃꯒꯨꯝꯅ ꯃꯇꯝ ꯑꯁꯤꯅ ꯃꯁꯤꯒꯤ ꯑꯀꯣꯢꯕꯗ ꯂꯩꯔꯤꯕꯥ ꯃꯥꯂꯦꯝ ꯑꯁꯤꯕꯨ ꯃꯑꯣꯡ ꯆꯨꯝꯅꯥ ꯁꯦꯝꯒꯠꯅꯕ ꯑꯃꯁꯨꯡ ꯍꯣꯡꯗꯣꯛꯅꯕꯒꯤ ꯁꯛꯇꯤ ꯂꯩ꯫ ꯂꯤꯂꯥꯒꯤ ꯃꯃꯤꯠꯁꯤꯡ ꯑꯗꯨ ꯃꯍꯥꯛꯀꯤ ꯃꯄꯥꯒꯤ ꯋꯥꯍꯩꯁꯤꯡ ꯇꯥꯕꯗꯥ ꯑꯉꯛꯄꯥ ꯄꯣꯛꯈꯤ꯫ ꯑꯗꯨꯕꯨ ꯃꯁꯤ ꯃꯇꯝ ꯄꯨꯝꯅꯃꯛꯇ ꯃꯥꯡꯂꯣꯝꯗ ꯆꯪꯁꯤꯜꯂꯤ ꯍꯥꯢꯕꯁꯤ ꯑꯩꯈꯣꯢꯅ ꯀꯔꯝꯅꯥ ꯈꯡꯒꯅꯤ? ꯍꯥꯢꯅ ꯍꯪꯈꯤ꯫ ꯃꯔꯝꯗꯤ ꯑꯩꯒꯤ ꯅꯨꯡꯁꯤꯔꯕꯥ ꯏꯔꯩꯕꯥꯛꯆꯥꯁꯤꯡ ꯃꯍꯥꯛꯀꯤ ꯃꯄꯥꯅ ꯄꯥꯎꯈꯨꯝ ꯄꯤꯔꯛꯈꯤ ꯑꯩꯈꯣꯢꯅ ꯃꯇꯝꯅ ꯄꯨꯔꯛꯄ ꯑꯍꯣꯡꯕꯁꯤꯡ ꯑꯗꯨ ꯎꯕꯥ ꯐꯪꯏ꯫ ꯑꯩꯈꯣꯢꯅ ꯃꯗꯨ ꯍꯧꯖꯤꯛ ꯈꯡꯂꯝꯗꯕ ꯌꯥꯏ ꯑꯗꯨꯕꯨ ꯑꯔꯣꯏꯕꯗ ꯑꯩꯈꯣꯢꯅ ꯄꯣꯠꯁꯛꯁꯤꯡ ꯑꯁꯤ ꯀꯔꯝꯅ ꯍꯦꯟꯒꯠꯂꯛꯈꯤꯕꯒꯦ ꯑꯃꯁꯨꯡ ꯍꯣꯡꯂꯛꯈꯤꯕꯒꯦ ꯍꯥꯢꯕꯗꯨ ꯎꯕꯥ ꯐꯪꯏ꯫ ꯇꯨꯔꯦꯜ ꯑꯃꯅ ꯃꯇꯧ ꯀꯔꯝꯅ ꯂꯝꯗꯝ ꯑꯁꯤꯒꯤ ꯑꯅꯧꯕ ꯂꯝꯕꯤ ꯑꯃ ꯃꯇꯝꯅ ꯃꯥꯂꯦꯝꯗ ꯃꯁꯥꯒꯤ ꯃꯁꯛ ꯇꯥꯛꯄ ꯉꯝꯒꯅꯤ꯫ ꯂꯤꯂꯥꯅ ꯃꯍꯥꯛꯀꯤ ꯃꯄꯥꯒꯤ ꯋꯥꯍꯩꯁꯤꯡ ꯑꯗꯨ ꯂꯧꯁꯤꯟꯅꯕ ꯍꯣꯠꯅꯗꯨꯅ ꯈꯟꯈꯤ ꯑꯃꯁꯨꯡ ꯃꯍꯥꯛ ꯆꯍꯤ ꯌꯥꯝꯈꯠꯂꯛꯄꯒ ꯂꯣꯢꯅꯅꯥ ꯃꯈꯣꯢꯁꯤꯡ ꯑꯁꯤ ꯀꯌꯥꯗ ꯑꯆꯨꯝꯕꯅꯣ ꯍꯥꯢꯕꯗꯨ ꯃꯍꯥꯛꯅ ꯈꯡꯂꯛꯈꯤ꯫ ꯃꯇꯝꯅ ꯇꯁꯦꯡꯅ ꯃꯥꯂꯦꯝ ꯑꯁꯤꯕꯨ ꯁꯦꯝꯒꯠꯄꯒꯤ ꯁꯛꯇꯤ ꯂꯩꯔꯝꯃꯤ ꯑꯃꯁꯨꯡ ꯃꯍꯥꯛꯅ ꯈꯡꯂꯕꯁꯨ ꯅꯠꯇ꯭ꯔꯒ ꯈꯡꯂꯝꯗꯕꯁꯨ ꯃꯇꯝ ꯄꯨꯝꯅꯃꯛꯇ ꯃꯥꯡꯂꯣꯝꯗ ꯆꯪꯁꯤꯜꯂꯤ꯫ ꯆꯍꯤ ꯀꯌꯥ ꯁꯨꯔꯛꯈꯤ ꯂꯤꯂꯥꯅ ꯆꯥꯎꯔꯛꯈꯤ ꯑꯗꯨꯕꯨ ꯃꯍꯥꯛꯀꯤ ꯃꯄꯥꯅ ꯇꯝꯕꯤꯈꯤꯕ ꯂꯥꯏꯁꯣꯟ ꯑꯗꯨꯗꯤ ꯀꯩꯗꯧꯅꯨꯡꯗ ꯀꯥꯎꯈꯤꯗꯦ꯫ ꯃꯍꯥꯛꯅ ꯃꯍꯥꯛꯀꯤ ꯄꯨꯟꯁꯤ ꯑꯗꯨ ꯃꯄꯨꯡ ꯐꯥꯅ ꯍꯤꯡꯈꯤ ꯃꯇꯝ ꯄꯨꯝꯅꯃꯛꯇ ꯃꯤꯀꯨꯞ ꯈꯨꯗꯤꯡꯃꯛ ꯅꯨꯡꯁꯤꯖꯈꯤ ꯑꯃꯁꯨꯡ ꯃꯍꯥꯛꯅ ꯐꯪꯈꯤꯕ ꯃꯇꯝ ꯑꯗꯨ ꯈ꯭ꯋꯥꯏꯗꯒꯤ ꯐꯕꯥ ꯃꯑꯣꯡꯗ ꯁꯤꯖꯤꯟꯅꯈꯤ ꯑꯃꯁꯨꯡ ꯃꯍꯥꯛꯅ ꯆꯍꯤ ꯌꯥꯝꯈꯠꯂꯛꯄꯒ ꯂꯣꯢꯅꯅꯥ ꯃꯍꯥꯛꯀꯤ ꯃꯄꯥꯒꯤ ꯂꯧꯁꯤꯡ ꯑꯗꯨ ꯃꯍꯥꯛꯀꯤ ꯃꯁꯥꯒꯤ ꯃꯆꯥꯁꯤꯡꯗ ꯌꯧꯍꯟꯈꯤ ꯃꯈꯣꯢꯗ ꯃꯇꯝꯒꯤ ꯃꯔꯨꯑꯣꯏꯕ ꯑꯃꯁꯨꯡ ꯃꯁꯤꯅ ꯊꯝꯂꯤꯕ ꯁꯛꯇꯤ ꯑꯗꯨ ꯇꯥꯛꯄꯤꯈꯤ꯫ ꯑꯦꯖꯤꯜ ꯁꯣꯐꯇꯋꯥꯌꯔ ꯗꯤꯚꯦꯂꯞꯃꯦꯟꯇ ꯍꯥꯢꯕꯁꯤ ꯀꯔꯤꯅꯣ ꯍꯥꯢꯕꯗꯨ ꯁꯟꯗꯣꯛꯅ ꯇꯥꯛꯄꯤꯌꯨ꯫ ꯑꯦꯖꯤꯜ ꯁꯣꯐꯇꯋꯥꯌꯔ ꯗꯤꯚꯦꯂꯞꯃꯦꯟꯇ ꯑꯁꯤ ꯐ꯭ꯂꯦꯛꯁꯤꯕꯤꯂꯤꯇꯤ, ꯀꯣꯂꯥꯕꯣꯔꯦꯁꯟ, ꯑꯃꯁꯨꯡ ꯀꯁꯇꯃꯔ ꯁꯦꯇꯤꯁꯐꯦꯛꯁꯟꯗꯥ ꯑꯀꯟꯕ ꯃꯤꯠꯌꯦꯡ ꯊꯝꯕ ꯁꯣꯐꯇꯋꯥꯌꯔ ꯗꯤꯚꯦꯂꯄꯃꯦꯟꯇꯒꯤ ꯏꯇꯤꯔꯦꯇꯤꯚ ꯑꯃꯁꯨꯡ ꯏꯟꯀ꯭ꯔꯤꯃꯦꯟꯇꯦꯜ ꯑꯦꯄ꯭ꯔꯣꯆ ꯑꯃꯅꯤ꯫ ꯃꯁꯤꯅꯥ ꯗꯤꯕꯦꯂꯞꯃꯦꯟꯇ ꯄ꯭ꯔꯣꯁꯦꯁ ꯑꯁꯤ ꯁꯄ꯭ꯔꯤꯟꯇ ꯀꯧꯕꯥ ꯑꯄꯤꯛꯄ ꯃꯦꯅꯦꯖ ꯇꯧꯕꯥ ꯌꯥꯕ ꯆꯥꯡꯁꯤꯡꯗꯥ ꯈꯥꯛꯗꯣꯛꯏ ꯃꯍꯧꯁꯥꯅ ꯅꯨꯃꯤꯠ ꯑꯅꯤꯗꯒꯤ ꯊꯥ ꯑꯃꯥ ꯐꯥꯎꯕꯥ ꯆꯠꯊꯩ ꯃꯐꯝ ꯑꯗꯨꯗꯥ ꯇꯤꯝꯁꯤꯡꯅꯥ ꯄꯨꯟꯅꯥ ꯊꯕꯛ ꯇꯧꯃꯤꯟꯅꯗꯨꯅꯥ ꯁꯄ꯭ꯔꯤꯟꯇ ꯈꯨꯗꯤꯡꯃꯛꯀꯤ ꯑꯔꯣꯏꯕꯗ ꯊꯕꯛ ꯇꯧꯕꯥ ꯁꯣꯐꯋꯦꯌꯔ ꯌꯧꯍꯜꯂꯤ꯫ ꯑꯦꯖꯤꯜ ꯑꯦꯄ꯭ꯔꯣꯆꯁꯤꯡꯅ ꯆꯥꯡ ꯅꯥꯏꯅ ꯄꯥꯎ ꯐꯥꯎꯅꯕ, ꯐꯤꯗꯕꯦꯛ ꯑꯃꯁꯨꯡ ꯍꯣꯡꯂꯛꯂꯤꯕ ꯃꯊꯧ ꯇꯥꯕꯁꯤꯡꯒ ꯆꯨꯁꯤꯟꯅꯍꯟꯕꯗ ꯄꯨꯛꯅꯤꯡ ꯊꯧꯒꯠꯂꯤ꯫ ꯃꯁꯤꯒꯤ ꯄꯥꯟꯗꯝꯗꯤ ꯑꯍꯥꯟꯕꯗ ꯈ꯭ꯋꯥꯏꯗꯒꯤ ꯃꯃꯜ ꯌꯥꯝꯂꯕ ꯐꯤꯆꯔꯁꯤꯡ ꯄꯤꯕꯅꯤ ꯑꯃꯁꯨꯡ ꯄ꯭ꯔꯣꯖꯦꯛꯇ ꯑꯁꯤ ꯆꯠꯊꯔꯛꯄꯒ ꯂꯣꯢꯅꯅ ꯁꯣꯐꯋꯦꯌꯔ ꯑꯃꯁꯨꯡ ꯄ꯭ꯔꯣꯁꯦꯁ ꯑꯁꯤ ꯂꯦꯞꯇꯅ ꯐꯒꯠꯍꯟꯕꯅꯤ꯫ ꯈ꯭ꯋꯥꯏꯗꯒꯤ ꯌꯥꯝꯅ ꯁꯤꯖꯤꯟꯅꯕ ꯑꯦꯖꯤꯜ ꯃꯦꯊꯣꯗꯣꯂꯣꯖꯤꯁꯤꯡꯒꯤ ꯃꯅꯨꯡꯗꯥ ꯁꯀ꯭ꯔꯥꯝ, ꯀꯥꯅꯕꯟ, ꯑꯃꯁꯨꯡ ꯂꯤꯟ ꯑꯁꯤꯅꯆꯤꯡꯕꯥ ꯌꯥꯎꯔꯤ꯫